"ꯆꯤꯛ" ꯀꯧꯕꯥ ꯑꯅꯧꯕꯥ ꯕ꯭ꯌꯨꯇꯤꯛ ꯁ꯭ꯇꯣꯔ ꯑꯃꯒꯤꯗꯃꯛ ꯃꯆꯨ ꯀꯌꯥꯒꯤ ꯂꯣꯒꯣ ꯑꯃꯥ ꯁꯦꯝꯃꯨ꯫ ꯑꯩꯍꯥꯛꯅꯥ ꯃꯇꯦꯡ ꯄꯥꯡꯕꯗꯥ ꯅꯨꯡꯉꯥꯏꯕꯥ ꯐꯥꯎꯏ ꯑꯗꯨꯕꯨ ꯒ꯭ꯔꯥꯐꯤꯛꯁ ꯁꯦꯝꯕꯥ ꯑꯁꯤ ꯑꯩꯒꯤꯗꯃꯛꯇꯗꯤ ꯊꯣꯏꯊꯣꯛꯇꯦ꯫ ꯑꯔꯇꯤꯐꯤꯁꯦꯜ ꯏꯟꯇꯤꯂꯤꯖꯦꯟꯁꯒꯤ ꯑꯦꯁꯤꯁꯇꯦꯟ ꯑꯃꯥ ꯑꯣꯏꯅꯥ ꯑꯩꯒꯤ ꯒ꯭ꯔꯥꯐꯤꯛ ꯁꯦꯝꯕꯒꯤ ꯍꯩꯅꯕꯤ ꯑꯃꯠꯇꯥ ꯂꯩꯇꯦ꯫ ꯑꯗꯨꯝ ꯑꯣꯏꯅꯃꯛ, ꯅꯍꯥꯛꯅꯥ ꯗꯤꯖꯥꯏꯟ ꯄ꯭ꯔꯣꯒ꯭ꯔꯥꯝ ꯑꯃꯥ ꯁꯤꯖꯤꯟꯅꯕꯥ ꯌꯥꯏ ꯅꯠꯇ꯭ꯔꯒꯥ ꯅꯍꯥꯛꯀꯤ "ꯆꯤꯛ" ꯕ꯭ꯌꯨꯇꯤꯛ ꯁ꯭ꯇꯣꯔꯒꯤꯗꯃꯛ ꯂꯣꯒꯣ ꯑꯃꯥ ꯁꯦꯝꯅꯕꯥ ꯒ꯭ꯔꯥꯐꯤꯛ ꯗꯤꯖꯥꯏꯅꯔ ꯑꯃꯥ ꯍꯥꯏꯔ ꯇꯧꯕꯥ ꯌꯥꯏ꯫ ꯌꯦꯔꯨꯝ ꯑꯣꯠꯄꯒꯤ ꯁ꯭ꯇꯦꯞꯁꯤꯡ ꯁꯟꯗꯣꯛꯅꯥ ꯇꯥꯛꯄꯤꯌꯨ꯫ ꯃꯌꯥꯏ ꯑꯣꯏꯕꯥ ꯅꯠꯇ꯭ꯔꯒꯥ ꯑꯆꯧꯕꯥ ꯁꯁꯄꯦꯟ ꯑꯃꯗꯥ ꯌꯦꯔꯨꯝ ꯑꯗꯨ ꯆꯥꯎꯔꯥꯛꯅꯥ ꯏꯟꯆꯤ ꯑꯃꯥ ꯅꯠꯇ꯭ꯔꯒꯥ ꯑꯅꯤ ꯂꯨꯞꯄꯥ ꯌꯥꯕꯥ ꯏꯁꯤꯡ ꯃꯔꯥꯡ ꯀꯥꯏꯅꯥ ꯊꯝꯃꯨ꯫ ꯁꯁꯄꯦꯟ ꯑꯗꯨ ꯃꯌꯥꯏ ꯑꯣꯏꯕꯥ ꯃꯩꯗꯥ ꯊꯨꯝꯃꯨ ꯑꯃꯁꯨꯡ ꯏꯁꯤꯡ ꯑꯗꯨ ꯇꯔꯨ-ꯇꯅꯥꯟꯅꯥ ꯑꯣꯠꯄꯤꯌꯨ꯫ ꯏꯁꯤꯡꯒꯤ ꯃꯊꯛꯇꯥ ꯑꯆꯧꯕꯥ ꯕꯕꯜꯁꯤꯡꯅꯥ ꯆꯦꯟꯊꯔꯛꯄꯥ ꯎꯕꯗꯥ ꯅꯍꯥꯛꯅꯥ ꯃꯁꯤ ꯑꯣꯠꯈꯥꯏꯔꯦ ꯍꯥꯏꯕꯥ ꯈꯪꯒꯅꯤ꯫ ꯏꯁꯤꯡ ꯑꯗꯨ ꯑꯣꯠꯈꯥꯏꯔꯕꯥ ꯃꯇꯨꯡꯗꯥ, ꯌꯦꯔꯨꯝ ꯑꯗꯨ ꯏꯁꯤꯡꯗꯥ ꯇꯞꯅꯥ ꯇꯞꯅꯥ ꯊꯝꯖꯤꯟꯅꯕꯥ ꯁ꯭ꯂꯣꯠ ꯇꯧꯔꯕꯥ ꯆꯃꯁ ꯑꯃꯥ ꯁꯤꯖꯤꯟꯅꯧ꯫ ꯃꯌꯥꯏ ꯑꯣꯏꯅꯥ ꯑꯣꯠꯄꯥ ꯌꯦꯔꯨꯝ ꯑꯃꯒꯤꯗꯃꯛ, ꯃꯤꯅꯠ ꯇꯥꯔꯨꯛꯇꯒꯤ ꯇꯔꯦꯠ ꯐꯥꯎꯕꯥ ꯊꯝꯃꯨ꯫ ꯑꯀꯟꯕꯥ ꯌꯦꯔꯨꯝ ꯑꯃꯒꯤꯗꯃꯛ, ꯃꯤꯅꯠ ꯇꯔꯥꯗꯒꯤ ꯇꯔꯥꯅꯤꯊꯣꯏ ꯐꯥꯎꯕꯥ ꯊꯝꯃꯨ꯫ ꯃꯇꯝ ꯑꯗꯨ ꯂꯣꯏꯔꯕꯥ ꯃꯇꯨꯡꯗꯥ, ꯁ꯭ꯂꯣꯠ ꯇꯧꯔꯕꯥ ꯆꯃꯁ ꯑꯗꯨ ꯁꯤꯖꯤꯟꯅꯗꯨꯅꯥ ꯑꯁꯥꯕꯥ ꯏꯁꯤꯡꯗꯒꯤ ꯌꯦꯔꯨꯝ ꯑꯗꯨ ꯆꯦꯛꯁꯤꯟꯅꯥ ꯂꯧꯊꯣꯛꯎ ꯑꯃꯁꯨꯡ ꯃꯈꯣꯏꯗꯨ ꯑꯏꯪꯕꯥ ꯏꯁꯤꯡꯒꯤ ꯕꯣꯇꯜ ꯑꯃꯗꯥ ꯅꯠꯇ꯭ꯔꯒꯥ ꯏꯁꯤꯡ ꯇꯨꯡꯁꯤꯟꯕꯥ ꯏꯁꯤꯡꯒꯤ ꯃꯈꯥꯗꯥ ꯃꯤꯅꯤꯠ ꯈꯔꯒꯤ ꯑꯣꯏꯅꯥ ꯊꯝꯃꯨ꯫ ꯌꯦꯔꯨꯝ ꯑꯗꯨꯒꯤ ꯃꯀꯨꯒꯤ ꯁꯔꯨꯛ ꯑꯗꯨ ꯑꯀꯟꯕꯥ ꯃꯐꯝ ꯑꯃꯗꯥ ꯇꯞꯅꯥ ꯇꯞꯅꯥ ꯇꯦꯞ ꯇꯧꯗꯨꯅꯥ, ꯃꯗꯨꯒꯤ ꯃꯇꯨꯡꯗꯥ ꯃꯀꯨ ꯑꯗꯨ ꯌꯦꯔꯨꯝ ꯑꯗꯨꯗꯒꯤ ꯂꯧꯊꯣꯛꯎ꯫ ꯅꯍꯥꯛꯀꯤ ꯃꯄꯨꯡ ꯐꯥꯅꯥ ꯑꯣꯠꯂꯕꯥ ꯌꯦꯔꯨꯝ ꯑꯗꯨ ꯅꯨꯡꯉꯥꯏꯅꯥ ꯆꯥꯕꯤꯌꯨ꯫ ꯑꯐ꯭ꯔꯤꯀꯥꯒꯤ ꯁꯐꯥꯔꯤꯒꯤ ꯃꯇꯥꯡꯗꯥ ꯑꯥꯔꯇꯤꯀꯜ ꯑꯁꯤꯗꯥ ꯄꯟꯈ꯭ꯔꯤꯕꯥ ꯁꯥ ꯄꯨꯝꯅꯃꯛꯀꯤ ꯃꯄꯨꯡꯐꯥꯕꯥ ꯂꯤꯁ ꯑꯃꯥ ꯁꯦꯝꯃꯨ꯫ ꯑꯐ꯭ꯔꯤꯀꯥꯒꯤ ꯁꯥꯚꯥꯅꯥ ꯑꯁꯤ ꯑꯉꯛꯄꯥ ꯁꯥ-ꯁꯟ ꯀꯌꯥꯒꯤ ꯃꯌꯨꯝ ꯑꯣꯏꯔꯤ꯫ ꯁꯥꯚꯥꯅꯥꯒꯤ ꯈ꯭ꯋꯥꯏꯗꯒꯤ ꯃꯃꯤꯡ ꯆꯠꯄꯥ ꯁꯥ ꯈꯔꯗꯤ ꯑꯐ꯭ꯔꯤꯀꯥꯒꯤ ꯏꯂꯤꯐꯦꯟꯇ, ꯑꯐ꯭ꯔꯤꯀꯥꯒꯤ ꯄꯥꯏꯊꯣꯟ ꯑꯃꯁꯨꯡ ꯖꯤꯔꯥꯞꯅꯤ꯫ ꯑꯐ꯭ꯔꯤꯀꯥꯒꯤ ꯁꯥꯚꯥꯅꯥꯕꯨ ꯃꯈꯣꯏꯒꯤ ꯃꯌꯨꯝ ꯍꯥꯏꯅꯥꯁꯨ ꯀꯧꯕꯥ ꯑꯇꯣꯞꯄꯥ ꯁꯥꯁꯤꯡꯒꯤ ꯃꯅꯨꯡꯗꯥ ꯖꯦꯕ꯭ꯔꯥ, ꯕꯥꯐꯦꯂꯣ, ꯆꯤꯇꯥ ꯑꯃꯁꯨꯡ ꯍꯥꯏꯅꯥ ꯌꯥꯎꯔꯤ꯫ ꯑꯐ꯭ꯔꯤꯀꯥꯒꯤ ꯁꯐꯥꯔꯤꯒꯤ ꯃꯇꯥꯡꯗꯥ ꯑꯥꯔꯇꯤꯀꯜ ꯑꯁꯤꯗꯥ ꯄꯟꯈꯤꯕꯥ ꯁꯥ ꯄꯨꯝꯅꯃꯛꯀꯤ ꯃꯄꯨꯡ ꯐꯥꯕꯥ ꯂꯤꯁ ꯑꯃꯥ ꯃꯈꯥꯗꯥ ꯄꯤꯔꯤ: ꯑꯍꯥꯟꯕꯗ ꯑꯐ꯭ꯔꯤꯀꯥꯒꯤ ꯏꯂꯤꯐꯦꯟꯇ ꯑꯅꯤꯁꯨꯕꯗꯥ ꯑꯐ꯭ꯔꯤꯀꯥꯒꯤ ꯄꯥꯏꯊꯣꯟ ꯑꯍꯨꯝꯁꯨꯕꯗꯥ ꯖꯤꯔꯥꯐ ꯃꯥꯔꯤꯁꯨꯕꯗ ꯖꯦꯕ꯭ꯔꯥ ꯃꯉꯥ ꯁꯨꯕꯗꯥ ꯕꯐꯦꯂꯣ ꯇꯥꯔꯨꯛꯁꯨꯕꯗ ꯆꯤꯇꯥ ꯇꯔꯦꯠꯁꯨꯕꯗ ꯍꯥꯌꯦꯅꯥ ꯅꯤ꯫